ꯏꯃꯦꯜ ꯅꯤꯎꯁꯂꯦꯇꯔ ꯑꯃꯒꯤꯗꯃꯛ ꯗꯤꯖꯥꯏꯟ ꯑꯃꯥ ꯁꯦꯝꯃꯨ꯫ ꯑꯩꯈꯣꯏꯒꯤ ꯄꯥꯎ-ꯆꯦꯒꯤ ꯃꯇꯥꯡꯗꯥ ꯈꯪꯖꯤꯟꯕꯤꯌꯨ꯫ ꯑꯩꯈꯣꯏꯒꯤ ꯊꯥꯒꯤ ꯄꯥꯎꯆꯦꯗꯥ ꯇꯔꯥꯝꯅꯥ ꯑꯣꯛꯆꯔꯤ꯫ ꯑꯗꯣꯝ ꯑꯩꯈꯣꯏꯒꯤ ꯈꯨꯟꯅꯥꯏꯒꯤ ꯁꯔꯨꯛ ꯑꯃꯥ ꯑꯣꯏꯕꯗꯥ ꯑꯩꯈꯣꯏ ꯅꯨꯡꯉꯥꯏꯕꯥ ꯐꯥꯎꯏ꯫ ꯊꯥ ꯈꯨꯗꯤꯡꯒꯤ ꯑꯩꯈꯣꯏꯅꯥ ꯑꯗꯣꯝꯗꯥ ꯄꯥꯎ, ꯑꯞꯗꯦꯠ ꯑꯃꯁꯨꯡ ꯄ꯭ꯔꯃꯣꯁꯟꯁꯤꯡ ꯄꯨꯔꯛꯇꯨꯅꯥ ꯑꯗꯣꯝꯗꯥ ꯈꯪꯍꯟꯕꯥ ꯑꯃꯁꯨꯡ ꯃꯇꯝꯒꯥ ꯆꯥꯟꯅꯕꯥ ꯋꯥꯐꯝꯁꯤꯡ ꯄꯨꯔꯛꯀꯅꯤ꯫ ꯑꯩꯈꯣꯏꯒꯤ ꯈꯨꯟꯅꯥꯏꯒꯤ ꯃꯃꯜ ꯂꯩꯕꯥ ꯃꯤꯑꯣꯏ ꯑꯃꯥ ꯑꯣꯏꯕꯒꯤꯗꯃꯛ ꯊꯥꯒꯠꯆꯔꯤ꯫ ꯑꯩꯈꯣꯏꯅꯥ ꯑꯗꯣꯝꯒꯤ ꯃꯈꯥ ꯇꯥꯅꯥ ꯃꯇꯦꯡ ꯄꯥꯡꯕꯤꯔꯤꯕꯥ ꯑꯁꯤꯕꯨ ꯊꯥꯒꯠꯆꯔꯤ ꯑꯃꯁꯨꯡ ꯇꯨꯡꯗꯥ ꯑꯗꯣꯝꯗꯥ ꯍꯦꯟꯅꯥ ꯅꯨꯡꯉꯥꯏꯕꯥ ꯄꯥꯎ ꯑꯃꯁꯨꯡ ꯑꯞꯗꯦꯠꯁꯤꯡ ꯄꯨꯔꯛꯅꯕꯥ ꯊꯥꯖꯕꯥ ꯊꯝꯂꯤ꯫ ꯗꯤꯖꯤꯇꯦꯜ ꯃꯥꯔꯀꯦꯇꯤꯡꯒꯤ ꯃꯇꯥꯡꯗꯥ ꯑꯣꯟꯂꯥꯏꯟ ꯁꯔꯚꯦ ꯑꯃꯗꯥ ꯌꯥꯎꯕꯥ ꯌꯥꯕꯥ ꯋꯥꯍꯪ ꯈꯔꯗꯤ ꯃꯈꯥꯗꯥ ꯄꯤꯔꯤ: ꯗꯤꯖꯤꯇꯦꯜ ꯃꯥꯔꯀꯦꯇꯤꯡ ꯑꯃꯁꯨꯡ ꯃꯁꯤꯒꯤ ꯇꯣꯉꯥꯟ-ꯇꯣꯉꯥꯟꯕꯥ ꯏꯁꯇ꯭ꯔꯦꯇꯦꯖꯤꯁꯤꯡ ꯑꯁꯤ ꯅꯍꯥꯛꯅꯥ ꯀꯌꯥ ꯌꯥꯝꯅꯥ ꯈꯪꯕꯒꯦ? ꯑꯗꯣꯝꯅꯥ ꯑꯗꯣꯝꯒꯤ ꯕꯤꯖꯤꯅꯦꯁ ꯅꯠꯇ꯭ꯔꯒꯥ ꯄꯔꯁꯣꯅꯦꯜ ꯕ꯭ꯔꯥꯟ ꯄ꯭ꯔꯃꯣꯠ ꯇꯧꯅꯕꯥ ꯗꯤꯖꯤꯇꯦꯜ ꯃꯥꯔꯀꯦꯇꯤꯡꯒꯤ ꯊꯧꯑꯣꯡꯁꯤꯡ ꯁꯤꯖꯤꯟꯅꯈꯤꯕ꯭ꯔꯥ? ꯇ꯭ꯔꯦꯗꯤꯁꯅꯦꯜ ꯃꯥꯔꯀꯦꯇꯤꯡ ꯃꯦꯊꯠꯁꯤꯡꯒꯥ ꯆꯥꯡꯗꯝꯅꯕꯗꯥ ꯉꯁꯤ ꯕꯤꯖꯤꯅꯦꯁꯁꯤꯡꯒꯤꯗꯃꯛꯇꯥ ꯗꯤꯖꯤꯇꯦꯜ ꯃꯥꯔꯀꯦꯇꯤꯡ ꯑꯁꯤ ꯀꯌꯥ ꯌꯥꯝꯅꯥ ꯃꯔꯨꯑꯣꯏꯕꯒꯦ ꯍꯥꯏꯅꯥ ꯑꯗꯣꯝꯅꯥ ꯈꯜꯂꯤꯕꯒꯦ? ꯑꯗꯣꯝꯒꯤ ꯋꯥꯈꯜꯂꯣꯟꯗꯥ ꯀꯁ꯭ꯇꯃꯔꯁꯤꯡꯗꯥ ꯌꯧꯍꯟꯕꯗꯥ ꯈ꯭ꯋꯥꯏꯗꯒꯤ ꯏꯐꯦꯛꯇꯤꯕ ꯑꯣꯏꯕꯥ ꯗꯤꯖꯤꯇꯦꯜ ꯃꯥꯔꯀꯦꯇꯤꯡ ꯆꯦꯅꯦꯜꯁꯤꯡ ꯈꯨꯗꯝ ꯑꯣꯏꯅꯥ ꯁꯣꯁꯤꯑꯦꯜ ꯃꯤꯗꯤꯌꯥ, ꯏꯃꯦꯜ ꯃꯥꯔꯀꯦꯇꯤꯡ ꯑꯁꯤꯅꯆꯤꯡꯕꯁꯤꯡꯅꯤ꯫ ꯑꯄꯤꯕꯥ ꯄꯥꯟꯗꯝ ꯑꯗꯨꯒꯤꯗꯃꯛ ꯃꯦꯁꯤꯟ ꯂꯔꯅꯤꯡ ꯑꯦꯜꯒꯣꯔꯤꯊꯝ ꯑꯃꯥ ꯁꯦꯃꯒꯠꯁꯤ꯫ ꯇꯦꯛꯁ ꯑꯗꯨ ꯀꯦꯇꯦꯒꯣꯔꯤꯁꯤꯡꯗꯥ ꯀ꯭ꯂꯥꯁꯤꯐꯥꯏ ꯇꯧꯒꯅꯤ꯫ ꯇꯦꯛꯁꯁꯤꯡꯕꯨ ꯀꯦꯇꯦꯒꯣꯔꯤꯁꯤꯡꯗꯥ ꯀ꯭ꯂꯥꯁꯤꯐꯥꯏ ꯇꯧꯕꯗꯥ ꯁꯤꯖꯤꯟꯅꯕꯥ ꯌꯥꯕꯥ ꯃꯤꯌꯥꯝꯅꯥ ꯄꯥꯝꯅꯕꯥ ꯃꯦꯁꯤꯟ ꯂꯔꯅꯤꯡ ꯑꯦꯜꯒꯣꯔꯤꯊꯝꯁꯤꯡꯒꯤ ꯃꯅꯨꯡꯗꯥ ꯑꯃꯗꯤ ꯅꯦꯏꯞ ꯕꯥꯏꯌꯁ ꯀ꯭ꯂꯥꯁꯤꯐꯥꯏꯌꯔꯅꯤ꯫ ꯀꯥꯎꯟ-ꯚꯦꯛꯇꯣꯔꯥꯏꯖꯔ ꯁꯤꯖꯤꯟꯅꯗꯨꯅꯥ ꯅ꯭ꯌꯨꯃꯔꯤꯛ ꯐꯤꯆꯔꯁꯤꯡꯗꯥ ꯌꯥꯎꯏ ꯑꯃꯁꯨꯡ ꯃꯗꯨꯒꯤ ꯃꯇꯨꯡꯗꯥ ꯃꯁꯤꯅꯥ ꯔꯤꯖꯜ ꯑꯣꯏꯕꯥ ꯅ꯭ꯌꯨꯃꯔꯤꯛ ꯗꯦꯇꯥ ꯑꯗꯨꯗꯥ ꯀ꯭ꯂꯥꯁꯤꯐꯥꯏꯌꯔ ꯑꯃꯥ ꯇ꯭ꯔꯦꯟ ꯇꯧꯏ꯫ ꯃꯁꯤꯒꯤ ꯊꯧꯑꯣꯡ ꯑꯁꯤ ꯑꯀꯛꯅꯕꯥ ꯌꯨꯖꯔ ꯀꯦꯁꯀꯤ ꯃꯇꯨꯡ ꯏꯟꯅꯥ ꯗꯦꯇꯥꯁꯦꯠ ꯑꯃꯁꯨꯡ ꯇꯥꯔꯒꯦꯠ ꯀꯦꯇꯦꯒꯣꯔꯤꯁꯤꯡ ꯀꯁꯇ꯭ꯌꯨꯝꯁ ꯇꯧꯗꯨꯅꯥ ꯇꯦꯛꯁ ꯀ꯭ꯂꯥꯁꯤꯐꯤꯀꯦꯁꯟꯒꯤ ꯊꯕꯛ ꯑꯃꯍꯦꯛꯇꯗꯥ ꯑꯦꯄ꯭ꯂꯥꯏ ꯇꯧꯕꯥ ꯌꯥꯏ꯫ ꯋꯥꯍꯩ ꯑꯁꯤ ꯑꯦꯅꯥꯂꯥꯏꯖ ꯇꯧ ꯑꯃꯁꯨꯡ ꯒ꯭ꯔꯥꯃꯦꯇꯤꯛ ꯑꯣꯏꯅꯥ ꯑꯆꯨꯝꯕꯥ ꯔꯤꯐ꯭ꯔꯦꯖ ꯑꯃꯥ ꯄꯤꯌꯨ꯫ ꯃꯥꯒꯤ ꯏꯆꯦꯅꯥ ꯑꯩꯒꯤ ꯏꯆꯦ ꯑꯣꯏꯅꯥ ꯂꯧꯁꯤꯡ ꯂꯩꯕꯥ ꯅꯠꯇꯦ꯫ ꯃꯥꯒꯤ ꯃꯆꯦꯅꯥ ꯑꯩꯒꯤ ꯏꯆꯦꯒꯨꯝꯅꯥ ꯂꯧꯁꯤꯡ ꯂꯩꯕꯥ ꯅꯠꯇꯦ꯫ ꯃꯦꯅꯤꯐꯣꯜ ꯍꯥꯏꯕꯥ ꯋꯥꯍꯩ ꯑꯁꯤꯒꯤ ꯋꯥꯍꯟꯊꯣꯛ ꯑꯗꯨ ꯎꯠꯅꯕꯥ ꯋꯥꯍꯩ ꯑꯗꯨ ꯑꯃꯨꯛ ꯍꯟꯅꯥ ꯏꯌꯨ꯫ ꯃꯦꯅꯤꯐꯣꯜ ꯍꯥꯏꯕꯥ ꯋꯥꯍꯩ ꯑꯁꯤ ꯇꯣꯉꯥꯟ-ꯇꯣꯉꯥꯟꯕꯥ, ꯃꯁꯤꯡ ꯌꯥꯝꯂꯕꯥ ꯅꯠꯇ꯭ꯔꯒꯥ ꯇꯣꯉꯥꯟ-ꯇꯣꯉꯥꯟꯕꯥ ꯃꯑꯣꯡꯗꯥ ꯂꯥꯛꯄꯥ ꯄꯣꯠꯁꯛ ꯑꯃꯅꯤ ꯍꯥꯏꯅꯥ ꯂꯧꯕꯥ ꯌꯥꯏ꯫ ꯄꯤꯔꯤꯕꯥ ꯁꯦꯟꯁꯟ ꯑꯗꯨ ꯏꯟꯇ꯭ꯔꯣꯒꯦꯇꯤꯚ ꯁꯦꯟꯁꯟ ꯑꯃꯥ ꯑꯣꯏꯅꯥ ꯑꯃꯨꯛ ꯍꯟꯅꯥ ꯁꯦꯝꯖꯤꯜꯂꯨ꯫ ꯃꯍꯥꯛ ꯆꯍꯤ ꯑꯅꯤꯒꯤ ꯃꯃꯥꯡꯗꯥ ꯑꯃꯦꯔꯤꯀꯥꯗꯥ ꯆꯠꯈꯤ꯫ ꯆꯍꯤ ꯑꯅꯤꯒꯤ ꯃꯃꯥꯡꯗꯥ ꯃꯍꯥꯛ ꯑꯃꯦꯔꯤꯀꯥꯗꯥ ꯆꯠꯈꯤꯕ꯭ꯔꯥ?